ꯌꯨꯅꯤꯚꯔꯁꯦꯜ ꯕꯦꯁꯤꯛ ꯏꯟꯀꯝ ꯒꯤ ꯃꯔꯨꯑꯣꯏꯕ ꯋꯥꯐꯝ ꯑꯃꯗꯤ ꯂꯥꯏꯔꯕꯥ ꯑꯃꯁꯨꯡ ꯏꯟꯀꯝꯒꯤ ꯃꯥꯟꯅꯕꯥ ꯂꯩꯇꯕ ꯍꯟꯊꯍꯟꯕꯅꯤ꯫ ꯃꯤꯑꯣꯏ ꯈꯨꯗꯤꯡꯃꯛꯇ ꯕꯦꯁꯤꯛ ꯏꯅꯀꯝ ꯑꯃ ꯄꯤꯗꯨꯅ, ꯃꯈꯣꯏꯒꯤ ꯊꯕꯛ ꯁꯨꯕꯒꯤ ꯐꯤꯚꯝ ꯅꯠꯇꯔꯒ ꯏꯟꯀꯝꯒꯤ ꯊꯥꯛ ꯑꯗꯨ ꯌꯦꯡꯗꯅ, ꯃꯁꯤꯅ ꯈꯨꯟꯅꯥꯏꯒꯤ ꯈ꯭ꯋꯥꯏꯗꯒꯤ ꯂꯥꯏꯔꯕꯁꯤꯡꯗ ꯁꯦꯜ-ꯊꯨꯝꯒꯤ ꯄꯣꯠꯂꯨꯝ ꯍꯟꯊꯍꯟꯕꯗꯥ ꯃꯇꯦꯡ ꯄꯥꯡꯒꯅꯤ ꯑꯃꯁꯨꯡ ꯏꯟꯀꯝꯒꯤ ꯃꯥꯟꯅꯕꯥ ꯂꯩꯇꯕ ꯍꯟꯊꯍꯟꯒꯅꯤ꯫ ꯁꯦꯟꯃꯤꯠꯂꯣꯟꯒꯤ ꯇꯪꯗꯨ ꯂꯩꯇꯥꯕ -ꯌꯨꯅꯤꯚꯔꯁꯦꯜ ꯕꯦꯁꯤꯛ ꯏꯟꯀꯝ ꯅꯥ ꯁꯦꯟꯃꯤꯠꯂꯣꯟꯒꯤ ꯇꯪꯗꯨ ꯂꯩꯇꯥꯕ ꯊꯝꯕꯗ ꯃꯇꯦꯡ ꯄꯥꯡꯕ ꯉꯝꯒꯅꯤ, ꯁꯦꯟꯃꯤꯠꯂꯣꯟꯒꯤ ꯐꯤꯕꯝ ꯐꯒꯠꯂꯛꯄꯒꯤ ꯃꯇꯝꯗ, ꯃꯤꯑꯣꯏ ꯑꯃꯗ ꯕꯦꯁꯤꯛ ꯏꯟꯀꯝ ꯑꯃ ꯄꯤꯗꯨꯅ ꯃꯁꯤꯅ ꯃꯤꯑꯣꯏꯕꯕꯨ ꯂꯥꯏꯔꯕꯥ ꯊꯤꯡꯕꯗ ꯃꯇꯦꯡ ꯄꯥꯡꯕ ꯉꯝꯒꯅꯤ ꯑꯃꯁꯨꯡ ꯆꯥꯗꯤꯡ ꯇꯧꯕꯗ ꯊꯧꯒꯠꯄ ꯉꯝꯒꯅꯤ, ꯃꯗꯨꯅ ꯁꯦꯟꯃꯤꯠꯂꯣꯟ ꯍꯦꯟꯒꯠꯍꯟꯕ ꯉꯝꯒꯅꯤ꯫ ꯄꯣꯠꯊꯣꯛ ꯍꯦꯟꯒꯠꯍꯟꯕ - ꯒꯥꯔꯦꯟꯇꯤ ꯌꯥꯎꯕ ꯕꯦꯁꯤꯛ ꯏꯟꯀꯝ ꯂꯩꯕ ꯃꯤꯑꯣꯏꯁꯤꯡꯅ ꯃꯈꯣꯏꯒꯤ ꯕꯦꯁꯤꯛ ꯗꯔꯀꯥꯔ ꯑꯣꯏꯕꯁꯤꯡ ꯑꯗꯨ ꯐꯪꯍꯟꯕꯗ ꯋꯥꯈꯜ ꯋꯥꯕ ꯍꯟꯊꯒꯅꯤ ꯑꯃꯁꯨꯡ ꯑꯇꯣꯞꯄ ꯊꯕꯛ ꯊꯧꯔꯝꯁꯤꯡ, ꯈꯨꯗꯝ ꯑꯣꯏꯅ ꯑꯦꯖꯨꯀꯦꯁꯟ ꯑꯃꯁꯨꯡ ꯇ꯭ꯔꯦꯅꯤꯡ, ꯑꯣꯟꯇꯔꯄꯔꯤꯅꯔꯁꯤꯞ, ꯑꯃꯁꯨꯡ ꯚꯣꯂꯨꯟꯇꯤꯌꯔꯤꯡꯗ ꯃꯤꯠꯌꯦꯡ ꯊꯝꯕ ꯌꯥꯏ꯫ ꯃꯁꯤꯅ ꯄꯣꯠꯊꯣꯛ ꯄꯨꯊꯣꯛꯄ ꯑꯃꯁꯨꯡ ꯑꯅꯧꯕ ꯄꯨꯊꯣꯛꯄ ꯍꯦꯟꯒꯠꯍꯟꯕ ꯌꯥꯏ꯫ ꯁꯤꯟꯃꯤꯁꯤꯡꯒꯤꯗꯃꯛꯇ ꯍꯦꯟꯅ ꯋꯥꯡꯕ ꯋꯥꯔꯤ ꯁꯥꯟꯅꯕꯒꯤ ꯁꯛꯇꯤ - ꯒꯥꯔꯦꯟꯇꯤ ꯂꯩꯕ ꯕꯦꯁꯤꯛ ꯏꯟꯀꯝ ꯑꯃꯒ ꯂꯣꯏꯅꯅꯥ, ꯁꯤꯟꯃꯤꯁꯤꯡꯅ ꯃꯈꯣꯏꯒꯤ ꯏꯝꯄꯂꯣꯌꯔꯁꯤꯡꯒ ꯍꯦꯟꯅ ꯋꯥꯔꯤ ꯁꯥꯟꯅꯕꯒꯤ ꯁꯛꯇꯤ ꯂꯩꯕ ꯌꯥꯏ, ꯃꯔꯝꯗꯤ ꯃꯈꯣꯏꯅ ꯁꯦꯐꯇꯤ ꯅꯦꯠ ꯑꯃ ꯂꯩꯒꯅꯤ ꯑꯃꯁꯨꯡ ꯍꯤꯡꯅꯕꯒꯤꯗꯃꯛ ꯃꯈꯣꯏꯒꯤ ꯁꯦꯟꯊꯪꯗ ꯑꯗꯨꯛꯀꯤ ꯃꯇꯤꯛ ꯊꯥꯖꯕꯥ ꯊꯝꯂꯣꯏ꯫ ꯃꯁꯤꯅ ꯁꯤꯟꯃꯤꯁꯤꯡꯒꯤ ꯍꯛꯁꯤꯡ ꯍꯦꯟꯒꯠꯍꯟꯕ ꯑꯃꯁꯨꯡ ꯍꯦꯟꯅ ꯐꯕꯥ ꯄꯦ ꯑꯃꯁꯨꯡ ꯊꯕꯛ ꯇꯧꯕꯒꯤ ꯐꯤꯚꯝꯁꯤꯡ ꯊꯣꯛꯍꯟꯕ‌ ꯌꯥꯏ꯫ ꯖꯦꯟꯗꯔ ꯏꯀ꯭ꯋꯦꯂꯤꯇꯤ ꯍꯦꯟꯒꯠꯍꯟꯕ - ꯑꯌꯥꯝꯕ ꯃꯇꯝꯗ ꯄꯦꯃꯦꯟꯇ ꯇꯧꯗꯕ ꯀꯤꯌꯔꯒꯤ ꯊꯕꯛꯀꯤ ꯃꯁꯤꯡ ꯌꯥꯝꯂꯕꯥ ꯁꯔꯨꯛ ꯑꯃ ꯂꯧꯔꯤꯕ ꯅꯨꯄꯤꯁꯤꯡꯗ ꯌꯨꯅꯤꯚꯔꯁꯦꯜ ꯕꯦꯁꯤꯛ ꯏꯟꯀꯝ ꯅꯥ ꯃꯅꯤꯡꯇꯝꯕ ꯁꯦꯟꯊꯣꯛ ꯂꯝꯕꯤ ꯑꯃ ꯂꯩꯕꯒꯤ ꯈꯨꯗꯣꯡꯆꯥꯕ ꯄꯤꯒꯅꯤ꯫ ꯃꯁꯤꯅ ꯖꯦꯟꯗꯔ ꯏꯀ꯭ꯋꯦꯂꯤꯇꯤ ꯄ꯭ꯔꯃꯣꯠ ꯇꯧꯕꯗ ꯑꯃꯁꯨꯡ ꯅꯨꯄꯤꯁꯤꯡꯕꯨ ꯁꯛꯇꯤ ꯄꯤꯕꯗ ꯃꯇꯦꯡ ꯄꯥꯡꯕ ꯉꯝꯒꯅꯤ꯫ ꯑꯄꯨꯟꯕ ꯑꯣꯏꯅ, ꯌꯨꯅꯤꯚꯔꯁꯦꯜ ꯕꯦꯁꯤꯛ ꯏꯟꯀꯝ ꯏꯝꯄ꯭ꯂꯤꯃꯦꯟꯇ ꯇꯧꯕꯅ ꯂꯥꯏꯔꯕ ꯑꯃꯁꯨꯡ ꯏꯟꯀꯝꯒꯤ ꯃꯥꯟꯅꯕ ꯂꯩꯇꯕ ꯍꯟꯊꯍꯟꯕ, ꯁꯦꯟꯃꯤꯠꯂꯣꯟꯒꯤ ꯇꯪꯗꯨ ꯂꯩꯇꯥꯕ ꯍꯦꯟꯒꯠꯍꯟꯕ, ꯄꯣꯠꯊꯣꯛ ꯄꯨꯊꯣꯛꯄ, ꯑꯃꯁꯨꯡ ꯁꯤꯟꯃꯤꯁꯤꯡꯒꯤꯗꯃꯛꯇ ꯋꯥꯔꯤ ꯁꯥꯟꯅꯕꯒꯤ ꯁꯛꯇꯤ ꯍꯦꯟꯒꯠꯍꯟꯕ, ꯑꯃꯁꯨꯡ ꯖꯦꯟꯗꯔꯒꯤ ꯃꯥꯟꯅꯕꯥ ꯍꯦꯟꯒꯠꯍꯟꯕ ꯌꯥꯎꯅ ꯀꯥꯟꯅꯕꯥ ꯀꯌꯥ ꯑꯃ ꯄꯤꯕ ꯉꯝꯒꯅꯤ꯫ ꯑꯄꯤꯕ ꯑꯦꯀꯥꯗꯦꯃꯤꯛ ꯄ꯭ꯔꯣꯒ꯭ꯔꯥꯝ ꯑꯃꯒꯤ ꯃꯇꯦꯡ ꯄꯥꯡꯅꯕꯥ ꯇ꯭ꯄꯤꯠ ꯑꯃ ꯖꯦꯅꯦꯔꯦꯠ ꯇꯧꯕ, ꯆꯥꯏꯜꯗ ꯗꯤꯚꯦꯂꯞꯃꯦꯟꯇ ꯄ꯭ꯔꯣꯒ꯭ꯔꯥꯝ꯫ ꯆꯥꯏꯜꯗ ꯗꯤꯕꯦꯂꯞꯃꯦꯟꯇ ꯄ꯭ꯔꯣꯒ꯭ꯔꯥꯝꯗ ꯃꯇꯦꯡ ꯄꯥꯡꯗꯨꯅ, ꯄꯨꯟꯅ ꯑꯩꯈꯣꯏꯒꯤ ꯑꯉꯥꯡꯁꯤꯡꯒꯤ ꯄꯨꯟꯁꯤꯗ ꯑꯍꯣꯡꯕ ꯑꯃ ꯄꯨꯔꯛꯄ ꯉꯝꯒꯅꯤ, ꯃꯈꯣꯏꯒꯤ ꯄꯣꯇꯦꯟꯁꯤꯌꯦꯜ ꯑꯗꯨ ꯌꯧꯕ ꯉꯝꯅꯕꯥ ꯃꯈꯣꯏꯅ ꯃꯊꯧ ꯇꯥꯕ ꯔꯤꯁꯣꯔꯁꯁꯤꯡ ꯑꯃꯁꯨꯡ ꯈꯨꯠꯂꯥꯏꯁꯤꯡ ꯐꯪꯍꯟꯕ ꯉꯝꯒꯅꯤ꯫ ꯇꯦꯛ ꯏꯟꯗꯁꯇ꯭ꯔꯤꯒꯤ ꯂꯨꯆꯤꯡꯕ ꯑꯅꯤꯒꯤ ꯆꯥꯡꯗꯝꯅꯕ ꯑꯃꯁꯨꯡ ꯀꯟꯇꯥꯔꯁ꯭ꯠ ꯇꯧꯕ꯫ ꯏꯂꯣꯟ ꯃꯁ꯭ꯛ ꯑꯃꯁꯨꯡ ꯖꯦꯐ ꯕꯦꯖꯣꯁ꯫ ꯏꯂꯣꯟ ꯃꯁ꯭ꯛ ꯑꯃꯁꯨꯡ ꯖꯦꯐ ꯕꯦꯖꯣꯁ ꯑꯁꯤ ꯇꯦꯛ ꯏꯟꯗꯁꯇ꯭ꯔꯤꯒꯤ ꯈ꯭ꯋꯥꯏꯗꯒꯤ ꯃꯥꯏ ꯄꯥꯛꯄ ꯂꯨꯆꯤꯡꯕ ꯑꯅꯤꯅꯤ, ꯃꯈꯣꯏ ꯑꯅꯤꯃꯛ ꯃꯈꯣꯏꯒꯤ ꯑꯣꯟꯇꯔꯄ꯭ꯔꯤꯅꯔꯁꯤꯞꯀꯤ ꯋꯥꯈꯜꯂꯣꯟ, ꯑꯅꯧꯕ ꯋꯥꯈꯜꯂꯣꯟꯁꯤꯡ ꯑꯃꯁꯨꯡ ꯃꯈꯣꯏꯒꯤ ꯀꯝꯄꯦꯅꯤꯁꯤꯡꯕꯨ ꯃꯥꯂꯦꯝꯒꯤ ꯊꯥꯛꯀꯤ ꯕꯤꯖꯤꯅꯦꯁꯁꯤꯡꯗ ꯑꯣꯟꯊꯣꯛꯄꯒꯤ ꯀꯦꯄꯥꯁꯤꯇꯤꯒꯤꯗꯃꯛ ꯈꯪꯅꯩ꯫ ꯑꯗꯨꯝ ꯑꯣꯏꯅꯃꯛ ꯃꯈꯣꯏꯒꯤ ꯃꯥꯟꯅꯕꯥ ꯂꯩꯔꯕꯁꯨ ꯃꯁ꯭ꯛ ꯑꯃꯁꯨꯡ ꯕꯦꯖꯣꯁꯀꯤ ꯃꯔꯛꯇ ꯃꯈꯣꯏꯒꯤ ꯂꯨꯆꯤꯡꯕꯒꯤ ꯃꯑꯣꯡ ꯃꯇꯧꯗꯁꯨ ꯃꯁꯛ ꯊꯣꯛꯄ ꯈꯦꯠꯅꯕꯁꯤꯡ ꯂꯩꯔꯤ꯫